ꯃꯦꯗꯤꯀꯦꯜ ꯁ꯭ꯀꯦꯟꯁꯤꯡꯗ ꯃꯈꯜ ꯀꯌꯥꯒꯤ ꯏꯃꯦꯖꯤꯡ ꯇꯦꯛꯅꯤꯛꯁꯤꯡ ꯁꯤꯖꯤꯟꯅꯗꯨꯅ ꯍꯛꯆꯥꯡꯒꯤ ꯃꯅꯨꯡꯒꯤ ꯑꯣꯏꯕ ꯄꯤꯛꯆꯔꯁꯤꯡ ꯄꯨꯊꯣꯛꯏ꯫ ꯀꯦꯟꯁꯔ ꯈꯪꯗꯣꯛꯅꯕ ꯁꯤꯖꯤꯟꯅꯕ ꯌꯥꯕ ꯇꯣꯉꯥꯟ ꯇꯣꯉꯥꯟꯕ ꯃꯈꯜꯒꯤ ꯁ꯭ꯀꯦꯟꯁꯤꯡ ꯂꯩꯔꯤ꯫ ꯃꯗꯨꯒꯤ ꯃꯅꯨꯡꯗ ꯀꯝꯄ꯭ꯌꯨꯇꯔ ꯇꯣꯃꯣꯒ꯭ꯔꯥꯐꯤ ꯀꯝꯄ꯭ꯌꯨꯇꯤꯞ ꯇꯣꯃꯣꯒ꯭ꯔꯥꯐꯤꯛ ꯁ꯭ꯀꯦꯟ, ꯃꯦꯒ꯭ꯅꯦꯇꯤꯛ ꯔꯦꯖꯣꯅꯦꯟꯁ ꯏꯃꯦꯖꯤꯡ ꯃꯦꯛꯅꯦꯇꯤꯛ ꯔꯦꯖꯣꯅꯦꯟꯁ ꯏꯃꯦꯖꯤꯡ ꯁ꯭ꯀꯦꯟ, ꯄꯣꯖꯤꯇ꯭ꯔꯣ ꯏꯃꯤꯁꯟ ꯇꯣꯃꯣꯒ꯭ꯔꯥꯐꯤ (ꯄꯣꯖꯦꯁꯇ꯭ꯔꯣꯟ ꯏꯃꯤꯁꯟ ꯇꯣꯃꯣꯒ꯭ꯔꯥꯐꯤ ) ꯁ꯭ꯀꯦꯟ ꯑꯃꯁꯨꯡ ꯑꯇꯩ ꯀꯌꯥ ꯌꯥꯎꯔꯤ꯫ ꯁ꯭ꯀꯦꯟ ꯃꯈꯜ ꯈꯨꯗꯤꯡꯃꯛꯅ ꯍꯛꯆꯥꯡꯒꯤ ꯏꯃꯦꯖ ꯄꯨꯊꯣꯛꯅꯕ ꯇꯣꯉꯥꯟ ꯇꯣꯉꯥꯟꯕ ꯃꯑꯣꯡꯗ ꯊꯕꯛ ꯇꯧꯏ꯫ ꯈꯨꯗꯝ ꯑꯣꯏꯅ, ꯁ꯭ꯀꯦꯟꯁꯤꯡ ꯑꯦꯛꯁ-ꯔꯦ ꯁꯤꯖꯤꯟꯅꯗꯨꯅꯥ ꯍꯛꯆꯥꯡꯒꯤ ꯑꯀꯨꯞꯄ ꯃꯔꯣꯜꯁꯤꯡ ꯄꯨꯊꯣꯛꯏ, ꯑꯗꯨꯒ ꯃꯦꯛꯅꯦꯇꯤꯛ ꯂꯤꯁꯣꯔꯁ ꯏꯃꯦꯖꯤꯡ. ꯄꯣꯖꯤꯇ꯭ꯔꯣꯟ. ꯏꯃꯦꯖ ꯇꯣꯃꯣꯒ꯭ꯔꯥꯐꯤ. ꯒꯤ ꯁ꯭ꯀꯦꯟꯁꯤꯡꯗ ꯍꯛꯆꯥꯡꯒꯤ ꯇ꯭ꯌꯨꯁꯤꯡꯅ ꯀꯔꯝꯅ ꯊꯕꯛ ꯇꯧꯕꯒꯦ ꯍꯥꯏꯕꯗꯨ ꯎꯠꯅꯕ ꯔꯦꯗꯤꯑꯣꯑꯦꯛꯇꯤꯚ ꯃꯆꯥꯛꯁꯤꯡꯒꯤ ꯑꯄꯤꯛꯄ ꯃꯁꯛ ꯑꯃ ꯁꯤꯖꯤꯟꯅꯩ꯫ ꯃꯦꯗꯤꯀꯦꯜ ꯁ꯭ꯀꯦꯟꯁꯤꯡꯅ ꯍꯛꯆꯥꯡꯗ ꯑꯁꯣꯏ-ꯑꯉꯥꯝ ꯌꯥꯎꯗꯕ ꯒ꯭ꯔꯣꯊ ꯅꯠꯇ꯭ꯔꯒ ꯑꯍꯣꯡꯕꯁꯤꯡ ꯎꯠꯇꯨꯅ ꯗꯣꯛꯇꯔꯁꯤꯡꯗ ꯀꯦꯟꯁꯔ ꯈꯪꯗꯣꯛꯄꯗ ꯃꯇꯦꯡ ꯄꯥꯡꯕ ꯉꯝꯒꯅꯤ꯫ ꯈꯨꯗꯝ ꯑꯣꯏꯅ , ꯁꯤ. ꯇꯤ. ꯁ꯭ꯀꯦꯟ ꯑꯃꯅꯥ ꯇꯤꯎꯃꯔ ꯑꯃꯥ, ꯅꯠꯇ꯭ꯔꯒ ꯀꯦꯟꯁꯔ ꯑꯣꯏꯕ ꯌꯥꯕ ꯅꯠꯇ꯭ꯔꯒ ꯃꯦꯂꯤꯒ꯭ꯔꯤꯅꯦꯟꯁꯇ ꯑꯣꯏꯕ ꯌꯥꯕ ꯑꯦꯕꯅꯣꯔꯃꯦꯜ ꯁꯦꯜꯁꯤꯡꯒꯤ ꯃꯁꯤꯡ ꯑꯃ ꯎꯠꯄ ꯌꯥꯏ꯫ ꯃꯦꯛꯅꯦꯛꯇꯤꯛ ꯔꯤꯁꯣꯅꯦꯟꯁ ꯏꯃꯦꯖꯤꯡ ꯁ꯭ꯀꯦꯟ ꯑꯃꯅ ꯇꯤꯎꯃꯔ ꯑꯃꯒꯤ ꯁꯥꯏꯖ ꯑꯃꯁꯨꯡ ꯃꯐꯝ ꯑꯗꯨ ꯎꯠꯄ ꯉꯝꯒꯅꯤ꯫ ꯑꯃꯁꯨꯡ ꯄ꯭ꯔꯣꯖꯤꯁꯇ꯭ꯔꯣꯟ. ꯏꯃꯦꯖ ꯇꯣꯃꯣꯒ꯭ꯔꯥꯐꯤ ꯃꯁꯤ ꯌꯥꯝꯅ ꯃꯔꯨꯑꯣꯏꯅ ꯈꯪꯖꯤꯟꯕ ꯌꯥꯏ ꯫ ꯃꯗꯨꯗꯤ ꯃꯦꯗꯤꯀꯦꯜ ꯁ꯭ꯀꯦꯟ ꯄꯨꯝꯅꯃꯛꯅ ꯀꯦꯟꯁꯔ ꯑꯁꯤ ꯁꯣꯏꯗꯅ ꯈꯪꯗꯣꯛꯄ ꯉꯝꯗꯦ꯫ ꯇꯤꯁꯨꯒꯤ ꯁꯦꯝꯄꯜ ꯑꯃ ꯂꯧꯊꯣꯛꯇꯨꯅ ꯃꯥꯏꯀ꯭ꯔꯣꯁꯀꯣꯞꯀꯤ ꯃꯈꯥꯗ ꯌꯦꯡꯁꯤꯟꯕ ꯕꯥꯏꯑꯣꯞꯁꯤꯒꯨꯝꯕ ꯃꯈꯥ ꯇꯥꯕ ꯇꯦꯁ꯭ꯇꯁꯤꯡ ꯑꯁꯤ ꯑꯌꯥꯝꯕꯅ ꯀꯦꯟꯁꯔ ꯂꯥꯛꯁꯤꯟꯕ ꯉꯝꯅꯕ ꯃꯊꯧ ꯇꯥꯏ꯫ ꯑꯗꯨꯝ ꯑꯣꯏꯅꯃꯛ, ꯃꯦꯗꯤꯀꯦꯜ ꯁ꯭ꯀꯦꯟꯁꯤꯡ ꯑꯁꯤ ꯀꯦꯟꯁꯔ ꯈꯪꯗꯣꯛꯄ ꯑꯃꯁꯨꯡ ꯈꯪꯗꯣꯛꯄꯗ ꯃꯔꯨꯑꯣꯏꯕ ꯈꯨꯠꯂꯥꯏ ꯑꯃꯅꯤ꯫ ꯑꯃꯁꯨꯡ ꯂꯥꯏꯌꯦꯡꯕꯒꯤ ꯋꯥꯔꯦꯞꯁꯤꯡꯗ ꯂꯝꯖꯤꯡꯅꯕ ꯃꯔꯨꯑꯣꯏꯕ ꯏꯟꯐ꯭ꯔꯣꯃꯦꯁꯟ ꯄꯤꯕ ꯉꯝꯃꯤ꯫ ꯅꯣꯡ ꯆꯨꯔꯕꯥ ꯃꯇꯝꯗ, ꯃꯤꯌꯥꯝꯅ ꯃꯈꯣꯏ ꯃꯁꯥꯒꯤ ꯑꯦꯛꯁꯄꯔꯤꯌꯦꯟꯁ ꯑꯃꯁꯨꯡ ꯄ꯭ꯔꯁꯣꯅꯦꯜ ꯄꯔꯐꯦꯔꯦꯟꯁꯀꯤ ꯃꯇꯨꯡꯏꯟꯅ ꯇꯣꯉꯥꯟ-ꯇꯣꯉꯥꯟꯕ ꯏꯃꯣꯁꯟꯁꯤꯡ ꯐꯥꯎꯕ ꯌꯥꯏ꯫ ꯅꯣꯡꯖꯨ-ꯅꯨꯡꯁꯥꯒꯤ ꯃꯇꯝꯗ ꯃꯤꯑꯣꯏꯕꯅ ꯐꯥꯎꯕ ꯌꯥꯕ ꯀꯃꯟ ꯑꯣꯏꯕ ꯏꯃꯣꯁꯟ ꯈꯔꯗꯤ ꯃꯈꯥꯗ ꯄꯤꯔꯤꯕꯁꯤꯡꯁꯤꯅꯤ: ꯇꯟꯗꯨ ꯂꯩꯇꯥꯕ ꯃꯤꯑꯣꯏ ꯈꯔꯒꯤ ꯑꯣꯏꯅꯗꯤ, ꯅꯣꯡꯖꯨ-ꯅꯨꯡꯁꯥꯒꯤ ꯈꯣꯟꯖꯦꯜ ꯑꯃꯁꯨꯡ ꯎꯕꯗ ꯅꯨꯡꯉꯥꯏꯕ ꯄꯣꯛꯍꯟꯕ ꯌꯥꯏ꯫ ꯃꯁꯤꯅ ꯇꯪꯗꯨ ꯂꯩꯇꯥꯕ ꯑꯃꯁꯨꯡ ꯅꯨꯡꯉꯥꯏꯕꯒꯤ ꯋꯥꯈꯜꯂꯣꯟ ꯑꯃ ꯄꯨꯔꯛꯄꯥ ꯌꯥꯏ꯫